ꯇꯣꯝ ꯑꯃꯁꯨꯡ ꯖꯦꯔꯤꯒꯤ ꯁꯛꯇꯝꯁꯤꯡ ꯌꯥꯎꯕ ꯋꯥꯔꯤ ꯑꯃꯥ ꯁꯦꯝꯒꯠꯄ꯫ ꯃꯇꯝ ꯑꯃꯗꯥ ꯅꯨꯡꯉꯥꯏꯔꯕ ꯑꯄꯤꯛꯄ ꯌꯨꯝ ꯑꯃꯗꯥ ꯇꯣꯝ ꯀꯧꯕꯥ ꯀꯦꯠ ꯑꯃꯗꯤ ꯖꯦꯔꯤ ꯀꯧꯕ ꯃꯥꯎꯁ ꯑꯃꯥ ꯂꯩꯔꯝꯃꯤ꯫ ꯇꯣꯝ ꯑꯁꯤ ꯑꯆꯧꯕ ꯑꯃꯁꯨꯡ ꯐ꯭ꯂꯨꯐꯤ ꯑꯣꯏꯕ ꯑꯉꯧꯕ ꯃꯆꯨꯒꯤ ꯐꯤꯔꯥꯜꯒ ꯂꯣꯏꯅꯅꯥ ꯖꯦꯔꯤꯅꯥ ꯇꯔꯨ ꯇꯥꯟꯅꯕ ꯑꯉꯧꯕ ꯃꯆꯨꯒꯤ ꯐꯤꯔꯥꯜꯒ ꯂꯣꯏꯅꯅꯥ ꯌꯥꯝꯅ ꯄꯤꯛꯄ ꯑꯃꯁꯨꯡ ꯅꯤꯡꯊꯤꯖꯅ ꯂꯩꯕ ꯃꯤꯁꯛ ꯑꯃꯅꯤ꯫ ꯃꯈꯣꯏ ꯃꯁꯥꯒꯤ ꯑꯄꯤꯛꯄꯥ ꯃꯥꯂꯦꯝꯁꯤꯡꯗꯥ ꯍꯤꯡꯂꯝꯃꯤ, ꯇꯣꯝꯅ ꯅꯨꯃꯤꯠ ꯈꯨꯗꯤꯡꯒꯤ ꯁꯣꯐ꯭ꯇꯋꯥꯌꯔꯗꯥ ꯂꯦꯞꯂꯒ ꯖꯦꯔꯤꯅꯥ ꯆꯦꯡ ꯊꯤꯕꯥ ꯆꯠꯂꯝꯃꯤ꯫ ꯑꯗꯨꯕꯨ ꯚꯥꯒ꯭ꯌꯅꯥ ꯍꯥꯏꯔꯛꯄꯒꯨꯝ ꯅꯨꯃꯤꯠ ꯑꯃꯗꯥ ꯃꯈꯣꯏꯅ ꯂꯝꯕꯤ ꯂꯥꯟꯊꯣꯛꯈꯤ꯫ ꯄꯨꯝꯅꯃꯛ ꯑꯁꯤ ꯇꯣꯝꯅ ꯖꯦꯔꯤꯅꯥ ꯀꯤꯆꯟꯗꯒꯤ ꯆꯦꯡ ꯍꯨꯔꯥꯟꯕ ꯎꯕꯗꯒꯤ ꯍꯧꯈꯤꯕꯅꯤ꯫ ꯑꯄꯤꯛꯄ ꯃꯥꯎꯁ ꯑꯗꯨꯕꯨ ꯐꯥꯅꯕꯥ ꯋꯥꯔꯦꯞ ꯂꯧꯔꯒꯥ ꯇꯣꯝꯅ ꯃꯍꯥꯛꯄꯨ ꯂꯥꯟꯊꯦꯡꯅꯈꯤ ꯑꯗꯨꯕꯨ ꯖꯦꯔꯤꯅꯥ ꯌꯥꯝꯅ ꯊꯨꯅ ꯌꯥꯡꯅ ꯆꯠꯂꯒ ꯇꯣꯝꯒꯤ ꯃꯅꯥꯛꯇꯥ ꯆꯪꯁꯤꯜꯂꯛꯈꯤ, ꯑꯔꯣꯏꯕꯗꯥ ꯊꯋꯥꯏ ꯌꯥꯎꯅ ꯌꯥꯎꯈꯤ꯫ ꯃꯇꯝ ꯑꯗꯨꯗꯒꯤ ꯍꯧꯅꯥ ꯃꯁꯤ ꯒꯦꯝ ꯑꯃꯥ ꯑꯣꯏꯔꯛꯈꯤ, ꯇꯣꯝꯅ ꯃꯍꯥꯛꯅꯥ ꯐꯪꯂꯤꯕꯥ ꯇꯥꯟꯖꯥ ꯈꯨꯗꯤꯡꯗ ꯖꯦꯔꯤꯕꯨ ꯂꯧꯁꯤꯟꯅꯕ ꯍꯣꯠꯅꯈꯤ, ꯑꯗꯨꯕꯨ ꯖꯦꯔꯤꯅꯥ ꯃꯇꯝ ꯄꯨꯝꯕꯗꯥ ꯃꯍꯥꯛꯄꯨ ꯃꯥꯏꯊꯤꯕ ꯄꯤꯕ ꯉꯝꯈꯤ꯫ ꯃꯈꯣꯏꯅ ꯌꯨꯝꯒꯤ ꯃꯅꯨꯡꯗ ꯑꯃꯒꯥ ꯑꯃꯒꯥ ꯂꯥꯟꯊꯦꯡꯅꯗꯨꯅꯥ, ꯚꯦꯖꯁꯤꯡ ꯊꯨꯒꯥꯏꯗꯨꯅꯥ, ꯁꯪ꯭ꯒꯣꯝ ꯍꯩꯗꯣꯛꯇꯨꯅꯥ ꯑꯃꯁꯨꯡ ꯃꯈꯣꯏꯅ ꯆꯠꯂꯤꯕ ꯃꯐꯝ ꯈꯨꯗꯤꯡꯗꯥ ꯑꯔꯥꯟꯕ ꯊꯣꯛꯍꯟꯈꯤ꯫ ꯑꯗꯨꯕꯨ ꯃꯈꯣꯏꯒꯤ ꯃꯔꯛꯇꯥ ꯂꯥꯟꯊꯦꯡꯅꯔꯕꯁꯨ ꯑꯆꯝꯕꯥ ꯃꯔꯨꯞ-ꯃꯄꯥꯡ ꯑꯣꯏꯕꯒꯤ ꯃꯔꯤ ꯑꯃꯥ ꯁꯦꯝꯒꯠꯄ ꯍꯧꯔꯛꯈꯤ꯫ ꯃꯇꯝ ꯀꯨꯏꯅꯥ ꯆꯠꯂꯒꯥ ꯇꯣꯝ ꯑꯃꯁꯨꯡ ꯖꯦꯔꯤꯅꯥ ꯃꯈꯣꯏꯒꯤ ꯅꯨꯃꯤꯠ ꯈꯨꯗꯤꯡꯒꯤ ꯆꯦꯟꯁꯤꯜꯂꯛꯄꯥ ꯑꯗꯨ ꯅꯨꯡꯉꯥꯏꯅꯥ ꯂꯧꯕ ꯍꯧꯔꯛꯈꯤ, ꯑꯃꯁꯨꯡ ꯍꯥꯏꯠ ꯑꯦꯟ ꯁꯤꯛ, ꯅꯠꯇ꯭ꯔꯒ ꯇꯦꯒꯒꯨꯝꯕꯥ ꯒꯦꯃꯁꯤꯡ ꯐꯥꯎꯕ ꯄꯨꯟꯅꯥ ꯁꯥꯟꯅꯃꯤꯟꯅꯔꯛꯈꯤ꯫ ꯃꯈꯣꯏꯅ ꯖꯦꯔꯤꯅꯥ ꯍꯨꯔꯥꯟꯈꯤꯕꯥ ꯆꯦꯡ ꯑꯗꯨ ꯁꯦꯌꯔ ꯇꯧꯔꯛꯈꯤ, ꯑꯃꯁꯨꯡ ꯇꯣꯝꯅ ꯖꯦꯔꯤꯕꯨ ꯃꯍꯥꯛꯀꯤ ꯅꯨꯡꯉꯥꯏꯔꯕꯥ ꯀꯦꯠ ꯕꯦꯗꯇꯥ ꯇꯨꯝꯕ ꯐꯥꯎꯕ ꯌꯥꯍꯟꯈꯤ꯫ ꯅꯨꯃꯤꯠ ꯑꯃꯗꯥ ꯑꯆꯧꯕ ꯅꯣꯡꯂꯩ-ꯅꯨꯡꯁꯤꯠ ꯑꯃꯥ ꯂꯥꯛꯈꯤ, ꯑꯗꯨꯒꯥ ꯌꯨꯝ ꯑꯗꯨ ꯏꯁꯤꯡ ꯊꯨꯝꯖꯤꯟꯈꯤ꯫ ꯇꯣꯝ ꯑꯃꯁꯨꯡ ꯖꯦꯔꯤꯅꯥ ꯄꯨꯟꯅꯥ ꯊꯕꯛ ꯇꯧꯃꯤꯟꯅꯗꯨꯅꯥ ꯏꯁꯤꯡꯗꯥ ꯆꯦꯟꯊꯈꯤꯗꯨꯅꯥ ꯇꯦꯕꯜ ꯑꯃꯥ ꯕꯣꯠ ꯑꯃꯥ ꯑꯣꯏꯅ ꯑꯃꯁꯨꯡ ꯕ꯭ꯔꯨꯝ ꯑꯃꯥ ꯄꯦꯗꯜ ꯑꯃꯥ ꯑꯣꯏꯅ ꯁꯤꯖꯤꯟꯅꯒꯗꯕꯅꯤ꯫ ꯃꯈꯣꯏꯅ ꯅꯨꯃꯤꯠ ꯆꯨꯞꯄꯥ ꯑꯃꯥ ꯂꯦꯞꯂꯒꯥ ꯑꯃꯅꯥ ꯑꯃꯕꯨ ꯃꯇꯦꯡ ꯄꯥꯡꯗꯨꯅꯥ ꯏꯁꯤꯡ ꯇꯨꯡꯁꯤꯟꯕ ꯑꯃꯁꯨꯡ ꯈꯨꯗꯣꯡꯊꯤꯕꯥ ꯑꯗꯨ ꯂꯣꯏꯔꯕꯥ ꯐꯥꯎꯕ ꯂꯦꯞꯂꯝꯃꯤ꯫ ꯅꯨꯃꯤꯠ ꯑꯗꯨꯗꯒꯤ ꯍꯧꯅꯥ ꯇꯣꯝ ꯑꯃꯁꯨꯡ ꯖꯦꯔꯤꯅꯥ ꯈ꯭ꯋꯥꯏꯗꯒꯤ ꯐꯕꯥ ꯃꯔꯨꯞ ꯑꯣꯏꯔꯛꯈꯤ, ꯇꯣꯈꯥꯏꯅꯥ ꯂꯩꯃꯤꯟꯅꯔꯛꯈꯤꯕ ꯑꯗꯨ ꯃꯇꯝ ꯄꯨꯝꯅꯃꯛꯇꯥ ꯑꯃꯒꯥ ꯑꯃꯒꯥ ꯂꯣꯏꯅꯅꯥ ꯂꯩꯃꯤꯟꯅꯔꯛꯈꯤ꯫ ꯃꯈꯣꯏ ꯍꯧꯖꯤꯛꯁꯨ ꯑꯃꯅꯥ ꯑꯃꯕꯨ ꯂꯥꯟꯊꯦꯡꯅꯔꯤ ꯑꯃꯁꯨꯡ ꯃꯈꯣꯏꯒꯤ ꯒꯦꯝ ꯁꯥꯟꯅꯔꯤ, ꯑꯗꯨꯕꯨ ꯍꯧꯖꯤꯛꯇꯤ ꯃꯈꯣꯏꯅꯥ ꯅꯨꯡꯁꯤꯕꯥ ꯑꯃꯁꯨꯡ ꯃꯔꯨꯞ-ꯃꯄꯥꯡ ꯑꯣꯏꯕꯒꯤ ꯃꯔꯤꯗꯒꯤ ꯇꯧꯔꯤ, ꯃꯈꯣꯌꯒꯤ ꯑꯄꯤꯛꯄꯥ ꯌꯨꯝ ꯑꯗꯨ ꯅꯣꯛꯄꯥ ꯑꯃꯁꯨꯡ ꯍꯔꯥꯎꯕꯅ ꯊꯜꯂꯕ ꯌꯨꯝ ꯑꯃꯅꯤ꯫ ꯑꯃꯁꯨꯡ ꯃꯔꯝ ꯑꯁꯤꯅ, ꯇꯣꯝ ꯑꯃꯁꯨꯡ ꯖꯦꯔꯤꯒꯤ ꯌꯥꯝꯅ ꯊꯥꯖꯗꯕꯥ ꯃꯔꯨꯞ-ꯃꯄꯥꯡ ꯑꯣꯏꯕꯒꯤ ꯃꯔꯤ ꯑꯁꯤꯅ ꯑꯩꯈꯣꯏꯗ ꯇꯥꯛꯄꯤꯔꯤ ꯃꯗꯨꯗꯤ ꯀꯔꯤꯒꯨꯝꯕ ꯃꯇꯝꯗꯥ, ꯈ꯭ꯋꯥꯏꯗꯒꯤ ꯆꯥꯎꯕ ꯌꯦꯛꯅꯕ ꯐꯥꯎꯕ, ꯈ꯭ꯋꯥꯏꯗꯒꯤ ꯅꯛꯅꯕꯥ ꯃꯔꯨꯞ ꯑꯣꯏꯕ ꯌꯥꯏ꯫